ꯀꯅꯥꯒꯨꯝꯕ ꯑꯃꯅ ꯀ꯭ꯔꯤꯞꯇꯣꯀꯔꯦꯟꯁꯤꯗ ꯁꯦꯜ ꯊꯥꯗꯕ ꯌꯥꯕꯒꯤ ꯇꯣꯉꯥꯟ ꯇꯣꯉꯥꯟꯕ ꯃꯑꯣꯡꯁꯤꯡ ꯑꯗꯨ ꯐꯣꯡꯗꯣꯛꯄꯤꯌꯨ꯫ ꯀꯅꯥꯒꯨꯝꯕ ꯑꯃꯅ ꯀ꯭ꯔꯤꯞꯇꯣꯀꯔꯦꯟꯁꯤꯗ ꯁꯦꯜ ꯊꯥꯗꯕ ꯌꯥꯕꯒꯤ ꯃꯑꯣꯡ ꯀꯌꯥ ꯂꯩ꯫ ꯃꯈꯣꯏꯁꯤꯡ ꯑꯗꯨꯗꯤ: ꯌꯣꯟꯕ ꯑꯃꯁꯨꯡ ꯊꯝꯕ – ꯃꯁꯤ ꯀ꯭ꯔꯤꯞꯇꯣꯀꯔꯦꯟꯁꯤꯗ ꯁꯦꯜ ꯊꯥꯗꯕꯒꯤ ꯈ꯭ꯋꯥꯏꯗꯒꯤ ꯃꯃꯤꯡ ꯆꯠꯄ ꯃꯑꯣꯡ ꯑꯃꯅꯤ꯫ ꯃꯐꯝ ꯑꯗꯨꯗ ꯃꯤꯑꯣꯏ ꯑꯃꯅ ꯀ꯭ꯔꯤꯞꯇꯣꯀꯔꯦꯟꯁꯤ ꯑꯃ ꯂꯧꯗꯨꯅ ꯃꯈꯣꯏꯒꯤ ꯗꯤꯖꯤꯇꯦꯜ ꯋꯥꯂꯦꯠꯇ ꯊꯝꯃꯤ꯫ ꯃꯗꯨꯒꯤ ꯃꯃꯜ ꯑꯗꯨ ꯑꯥꯁꯥ ꯇꯧꯗꯨꯅ ꯃꯇꯝꯒꯤ ꯃꯇꯨꯡ ꯏꯟꯅ ꯁꯦꯟꯃꯤꯠꯂꯣꯟ ꯍꯦꯟꯒꯠꯂꯛꯀꯅꯤ꯫ ꯇ꯭ꯔꯦꯗꯤꯡ – ꯃꯁꯤꯗ ꯁꯦꯟꯗꯣꯡ ꯐꯪꯅꯕ ꯄꯥꯟꯗꯝꯗ ꯑꯇꯦꯟꯕ ꯃꯇꯝꯒꯤ ꯃꯅꯨꯡꯗ ꯀ꯭ꯔꯤꯞꯇꯣꯀꯔꯦꯟꯁꯤꯁꯤꯡ ꯌꯣꯟꯕ ꯌꯥꯑꯣꯏ꯫ ꯃꯁꯤ ꯃꯍꯧꯁꯥꯅ ꯀ꯭ꯔꯤꯞꯇꯣꯀꯔꯦꯟꯁꯤꯁꯤꯡ ꯌꯣꯟꯕ ꯑꯃꯁꯨꯡ ꯌꯣꯟꯕ ꯉꯝꯍꯜꯂꯤꯕ ꯑꯦꯛꯁꯆꯦꯟꯖꯁꯤꯡꯒꯤ ꯃꯇꯦꯡꯅ ꯇꯧꯏ꯫ ꯃꯥꯏꯅꯤꯡ – ꯃꯁꯤꯗ ꯕ꯭ꯂꯣꯛꯆꯦꯟꯗ ꯇ꯭ꯔꯥꯟꯖꯦꯛꯁꯟꯒꯤ ꯑꯅꯧꯕ ꯕ꯭ꯂꯣꯛ ꯑꯃ ꯍꯥꯞꯆꯤꯟꯅꯕ ꯀꯝꯄ꯭ꯂꯦꯛꯁ ꯃꯦꯊꯃꯦꯇꯤꯀꯦꯜ ꯏꯀ꯭ꯌꯨꯏꯞꯃꯦꯟꯇꯁꯤꯡ ꯁꯣꯜꯚ ꯇꯧꯅꯕ ꯁꯛꯇꯤ ꯂꯩꯕ ꯀꯝꯄ꯭ꯌꯨꯇꯔ ꯍꯥꯔꯗꯋꯦꯌꯔ ꯁꯤꯖꯤꯟꯅꯕꯅꯤ꯫ ꯃꯁꯤꯅ ꯃꯥꯏꯅꯤꯡ ꯇꯧꯔꯤꯕ ꯀ꯭ꯔꯤꯞꯇꯣꯀꯔꯦꯟꯁꯤꯒꯤ ꯃꯑꯣꯡꯗ ꯃꯥꯏꯅꯤꯡ ꯇꯧꯕ ꯃꯤꯑꯣꯏ ꯑꯗꯨꯗ ꯃꯅꯥ ꯑꯃ ꯐꯪꯍꯜꯂꯤ꯫ ꯁ꯭ꯇꯦꯀꯤꯡ – ꯃꯁꯤ ꯃꯤꯑꯣꯏ ꯑꯃꯅ ꯕ꯭ꯂꯣꯛꯆꯦꯟ ꯅꯦꯠꯋꯥꯔꯛꯀꯤ ꯑꯣꯄꯔꯦꯁꯟꯁꯤꯡꯗ ꯃꯇꯦꯡ ꯄꯥꯡꯅꯕ ꯃꯈꯣꯏꯒꯤ ꯋꯥꯂꯦꯠꯇ ꯑꯀꯛꯅꯕ ꯃꯁꯤꯡꯒꯤ ꯀ꯭ꯔꯤꯞꯇꯣꯀꯔꯦꯟꯁꯤ ꯊꯝꯂꯤꯕ ꯃꯈꯜ ꯑꯃꯅꯤ꯫ ꯃꯁꯤꯒꯤ ꯃꯍꯨꯠꯇ ꯃꯈꯣꯏꯅ ꯁ꯭ꯇꯦꯛ ꯇꯧꯔꯤꯕ ꯀ꯭ꯔꯤꯞꯇꯣꯀꯔꯦꯟꯁꯤꯒꯤ ꯃꯑꯣꯡꯗ ꯃꯅꯥ ꯑꯃ ꯐꯪꯏ꯫ ꯀ꯭ꯔꯤꯞꯇꯣ ꯐꯟꯗ ꯅꯠꯇ꯭ꯔꯒ ꯏꯟꯗꯦꯛꯁꯇ ꯁꯦꯜ ꯊꯥꯗꯕ – ꯃꯁꯤ ꯀ꯭ꯔꯤꯞꯇꯣꯀꯔꯦꯟꯁꯤꯒꯤ ꯇꯣꯞ ꯇꯣꯞꯄ ꯄꯣꯔꯠꯐꯣꯂꯤꯑꯣ ꯑꯃꯗ ꯁꯦꯜ ꯊꯥꯗꯕ ꯄ꯭ꯔꯣꯐꯦꯁ꯭ꯅꯦꯜ ꯑꯣꯏꯅ ꯃꯦꯅꯦꯖ ꯇꯧꯕ ꯏꯟꯚꯦꯁꯠꯃꯦꯟꯇ ꯐꯟꯗꯁꯤꯡꯅꯤ꯫ ꯃꯁꯤꯅ ꯀ꯭ꯔꯤꯞꯇꯣꯀꯔꯦꯟꯁꯤ ꯑꯃꯈꯛꯇꯗ ꯁꯦꯜ ꯊꯥꯗꯕꯒ ꯃꯔꯤ ꯂꯩꯅꯕ ꯔꯤꯁꯛ ꯍꯟꯊꯍꯜꯂꯤ꯫ ꯑꯄꯨꯟꯕ ꯑꯣꯏꯅ, ꯃꯁꯤ ꯅꯤꯡꯁꯤꯡꯕ ꯌꯥꯝꯅ ꯃꯔꯨ ꯑꯣꯏ ꯃꯗꯨꯗꯤ ꯀ꯭ꯔꯤꯞꯇꯣꯀꯔꯦꯟꯁꯤꯁꯤꯡꯅ ꯄꯣꯇꯦꯟꯁꯤꯌꯦꯜ ꯌꯥꯝꯅ ꯋꯥꯡꯕ ꯔꯤꯇꯦꯟꯇꯁꯤꯡ ꯄꯤꯕ ꯉꯝꯂꯕꯁꯨ ꯃꯈꯣꯏ ꯑꯁꯤ ꯌꯥꯝꯅ ꯔꯤꯁ꯭ꯛ ꯂꯩꯕ ꯑꯃꯁꯨꯡ ꯋꯥꯠꯄ ꯏꯟꯚꯦꯁꯇꯃꯦꯟꯇꯁꯤꯡꯁꯨꯅꯤ꯫ ꯀ꯭ꯔꯤꯞꯇꯣꯀꯔꯦꯟꯁꯤꯗ ꯁꯦꯜ ꯊꯥꯗꯅꯕ ꯋꯥꯔꯦꯞ ꯂꯧꯗ꯭ꯔꯤꯉꯩꯗ ꯔꯤꯁꯀꯁꯤꯡ ꯑꯗꯨ ꯃꯄꯨꯡ ꯐꯥꯅ ꯔꯤꯁꯔꯆ ꯇꯧꯕ ꯑꯃꯁꯨꯡ ꯑꯦꯁꯦꯁ ꯇꯧꯕ ꯑꯁꯤ ꯌꯥꯝꯅ ꯃꯔꯨꯑꯣꯏ꯫ ꯏꯃꯨꯡ ꯃꯅꯨꯡꯒꯤ ꯃꯤꯐꯝ ꯑꯃꯒꯤ ꯃꯇꯥꯡꯗ ꯄꯟꯈ꯭ꯔꯤꯕ ꯂꯥꯏꯔꯤꯛ ꯇꯔꯥ ꯏꯕꯤꯌꯨ꯫ ꯏꯃꯨꯡꯒꯤ ꯃꯤꯐꯝ ꯑꯗꯨ ꯅꯣꯛꯄ ꯑꯃꯁꯨꯡ ꯅꯨꯡꯁꯤꯕꯅ ꯊꯜꯂꯝꯃꯤ꯫ ꯃꯤꯄꯨꯝ ꯈꯨꯗꯤꯡꯃꯛ ꯁꯥꯡꯂꯕ ꯇꯦꯕꯜ ꯑꯗꯨꯒꯤ ꯃꯅꯥꯛꯇ ꯐꯝꯂꯒ ꯅꯨꯡꯉꯥꯏꯔꯕ ꯌꯨꯝꯗ ꯁꯦꯝꯕ ꯃꯆꯤ ꯑꯣꯏꯕ ꯆꯤꯟꯖꯥꯛꯁꯤꯡꯒꯤ ꯃꯍꯤꯛꯁꯤꯡ ꯅꯨꯡꯁꯤꯠꯇ ꯆꯦꯟꯊꯔꯛꯈꯤ꯫ ꯑꯉꯥꯡꯁꯤꯡꯅ ꯂꯥꯟꯊꯦꯡꯅꯔꯤ, ꯒꯦꯝ ꯁꯥꯟꯅꯔꯝꯃꯤ ꯑꯃꯁꯨꯡ ꯅꯨꯡꯉꯥꯏꯅ ꯂꯩꯔꯝꯃꯤ ꯑꯗꯨꯒ ꯑꯍꯜꯁꯤꯡꯅ ꯑꯔꯤꯕ ꯃꯇꯝ ꯑꯗꯨ ꯊꯦꯡꯅꯔꯝꯃꯤ꯫ ꯃꯤꯄꯨꯝ ꯈꯨꯗꯤꯡꯃꯛꯅ ꯋꯥꯔꯤ ꯁꯥꯅꯈꯤ ꯑꯃꯁꯨꯡ ꯋꯥꯔꯤ ꯁꯥꯅꯈꯤꯕꯅ ꯃꯔꯝ ꯑꯣꯏꯗꯨꯅ ꯑꯦꯠꯃꯣꯁꯐꯤꯌꯔ ꯑꯁꯤ ꯊꯋꯥꯏ ꯌꯥꯎꯕ ꯑꯣꯏꯈꯤ꯫ ꯇꯦꯕꯜ ꯑꯗꯨꯗ ꯏꯃꯨꯡꯒꯤ ꯃꯤꯑꯣꯏ ꯀꯌꯥꯅ ꯅꯨꯡꯁꯤꯅ ꯁꯦꯝꯈꯤꯕ ꯆꯥꯛꯁꯪꯒꯤ ꯑꯦꯔꯦ ꯑꯃ ꯊꯝꯈꯤ꯫ ꯄꯨꯟꯅ ꯂꯥꯛꯃꯤꯟꯅꯕ ꯑꯃꯁꯨꯡ ꯑꯃꯅ ꯑꯃꯒꯤ ꯀꯝꯄꯦꯅꯤꯕꯨ ꯅꯨꯡꯁꯤꯖꯕꯒꯤ ꯏꯆꯝ ꯆꯝꯕ ꯊꯕꯛ ꯑꯗꯨꯗ ꯅꯨꯡꯉꯥꯏꯕ ꯑꯃ ꯂꯩꯈꯤ꯫ ꯐꯣꯇꯣ ꯑꯦꯜꯕꯝꯁꯤꯡ ꯄꯥꯁ ꯇꯧꯔꯛꯈꯤ ꯑꯃꯁꯨꯡ ꯍꯧꯈꯤꯕ ꯃꯇꯝꯒꯤ ꯅꯤꯡꯁꯤꯡꯅꯤꯡꯉꯥꯏ ꯑꯣꯏꯕꯁꯤꯡ ꯑꯗꯨ ꯅꯨꯡꯁꯤꯅ ꯅꯤꯡꯁꯤꯡꯈꯤ꯫ ꯏꯃꯨꯡ ꯑꯗꯨꯅ ꯊꯕꯛ ꯊꯧꯔꯝꯁꯤꯡ, ꯋꯥꯔꯤ ꯁꯥꯟꯅꯕ ꯑꯃꯁꯨꯡ ꯑꯔꯊ ꯊꯣꯛꯄ ꯋꯥꯔꯤ ꯁꯥꯟꯅꯕꯒꯤ ꯃꯇꯥꯡꯗ ꯕꯣꯟꯗꯦꯗ ꯇꯧꯈꯤ꯫ ꯏꯃꯨꯡꯒꯤ ꯃꯤꯑꯣꯏꯁꯤꯡꯒꯤ ꯃꯔꯛꯇ ꯂꯩꯔꯤꯕ ꯅꯨꯡꯁꯤꯕ ꯑꯁꯤ ꯊꯣꯏꯗꯣꯛ ꯍꯦꯟꯗꯣꯛꯄ ꯑꯣꯏꯈꯤ꯫ ꯃꯁꯤꯅ ꯊꯝꯃꯣꯏ ꯁꯣꯛꯅꯤꯡꯉꯥꯏ ꯑꯣꯏꯕ ꯊꯧꯗꯣꯛ ꯑꯃ ꯑꯣꯏꯍꯟꯈꯤ꯫ ꯅꯨꯃꯤꯠ ꯑꯗꯨ ꯇꯞꯅ ꯇꯞꯅ ꯂꯣꯏꯁꯤꯜꯂꯛꯄꯒ ꯂꯣꯏꯅꯅ ꯃꯤꯄꯨꯝ ꯈꯨꯗꯤꯡꯃꯛꯅ ꯍꯔꯥꯎꯈꯤ ꯑꯃꯁꯨꯡ ꯑꯊꯨꯕ ꯃꯇꯝꯗ ꯑꯃꯨꯛ ꯍꯟꯅ ꯇꯤꯟꯒꯅꯤ ꯍꯥꯏꯅ ꯋꯥꯁꯛꯈꯤ꯫